ꯏꯪ ꯂꯤꯁꯤꯡ ꯑꯃꯒ ꯆꯃꯥꯄꯟ ꯃꯔꯤꯐꯨꯒꯤ ꯃꯇꯝꯗ ꯐꯦꯁꯟꯒꯤ ꯄꯨꯋꯥꯔꯤꯕꯨ ꯁꯝꯖꯤꯟꯅꯗꯨꯅ ꯋꯥꯐꯝ ꯑꯃꯥ ꯏꯕꯤꯌꯨ꯫ ꯏꯪ ꯂꯤꯁꯤꯡ ꯑꯃꯒ ꯆꯃꯥꯄꯟ ꯃꯔꯤꯐꯨꯒꯤ ꯃꯇꯝ ꯑꯁꯤ ꯄꯣꯞ ꯀꯜꯆꯔ, ꯃ꯭ꯌꯨꯖꯤꯛ ꯑꯃꯁꯨꯡ ꯇꯦꯂꯤꯚꯤꯖꯟꯅ ꯏꯊꯤꯜ ꯄꯤꯈꯤꯕ ꯋꯥꯜꯗ ꯑꯃꯁꯨꯡ ꯕꯣꯜꯗ ꯐꯦꯁꯟꯒꯤ ꯇ꯭ꯔꯦꯟꯗꯁꯤꯡꯒꯤꯗꯃꯛ ꯈꯪꯅꯔꯕ ꯆꯍꯤ ꯇꯔꯥꯒꯤ ꯈꯨꯖꯤꯡ ꯑꯃ ꯑꯣꯏꯈꯤ꯫ ꯃꯁꯤ ꯃꯁꯥꯅ ꯃꯁꯥꯕꯨ ꯐꯣꯡꯗꯣꯛꯆꯕꯒꯤ ꯃꯇꯝ ꯑꯃꯅꯤ꯫ ꯃꯐꯝ ꯑꯗꯨꯗ ꯃꯤꯌꯥꯝꯅ ꯇꯣꯉꯥꯟ-ꯇꯣꯉꯥꯟꯕ ꯃꯑꯣꯡ ꯃꯇꯧ ꯑꯃꯁꯨꯡ ꯃꯆꯨꯒꯤ ꯑꯦꯛꯁꯄꯤꯔꯤꯃꯦꯟꯇ ꯇꯧꯕꯗ ꯂꯥꯡꯇꯛꯅꯈꯤꯗꯦ꯫ ꯁꯣꯜꯗꯔ ꯄꯦꯗꯇꯒꯤ ꯍꯧꯔꯒ ꯅꯤꯑꯣꯟ ꯂꯤꯑꯣꯇꯥꯔꯗ ꯑꯃꯁꯨꯡ ꯑꯦꯁꯤꯗ ꯋꯥꯁ ꯖꯤꯟꯁ ꯐꯥꯎꯕ, ꯃꯔꯤꯐꯨꯒꯤ ꯃꯇꯝꯒꯤ ꯐꯦꯁꯟ ꯑꯁꯤ ꯇꯁꯦꯡꯅ ꯌꯦꯡꯅꯤꯡꯉꯥꯏ ꯑꯣꯏꯕ ꯊꯧꯔꯝ ꯑꯃ ꯑꯣꯏꯈꯤ꯫ꯏꯪ ꯂꯤꯁꯤꯡ ꯑꯃꯒ ꯆꯃꯥꯄꯟ ꯃꯔꯤꯐꯨꯒꯤ ꯃꯇꯝꯒꯤ ꯐꯦꯁꯟ ꯑꯁꯤ ꯄꯥꯋꯔ ꯗ꯭ꯔꯦꯁꯤꯡꯗ ꯑꯀꯟꯕ ꯃꯤꯠꯌꯦꯡ ꯊꯝꯕꯅ ꯃꯁꯛ ꯇꯥꯛꯄ ꯌꯥꯏ꯫ ꯕꯤꯖꯤꯅꯦꯁꯀꯤ ꯑꯀꯣꯏꯕꯗ ꯅꯨꯄꯤꯁꯤꯡꯅ ꯁꯔꯨꯛ ꯌꯥꯕ ꯍꯦꯟꯒꯠꯂꯛꯄ ꯎꯈꯤ ꯑꯃꯁꯨꯡ ꯃꯈꯣꯏꯒꯤ ꯐꯦꯁꯟ ꯑꯁꯤꯅ ꯑꯌꯥꯝꯕꯅ ꯃꯈꯣꯏꯒꯤ ꯑꯦꯝꯕꯤꯁꯟ ꯑꯃꯁꯨꯡ ꯃꯥꯏꯄꯥꯛꯄꯒꯤ ꯑꯄꯥꯝꯕ ꯑꯗꯨ ꯎꯠꯈꯤ꯫ ꯃꯁꯤ ꯃꯔꯤꯐꯨꯒꯤ ꯃꯌꯥꯗ ꯅꯨꯄꯤꯁꯤꯡꯒꯤ ꯋꯥꯔꯗ꯭ꯔꯣꯕ ꯁ꯭ꯇꯦꯄꯜ ꯑꯃ ꯑꯣꯏꯔꯤꯕ ꯃꯃꯤꯡ ꯂꯩꯔꯕ ꯁꯣꯜꯗꯔ-ꯄꯦꯗꯅ ꯃꯁꯛ ꯇꯥꯛꯈꯤ꯫ ꯍꯥꯏꯔꯤꯕ ꯁꯣꯜꯗꯔ-ꯄ꯭ꯂ‌ꯦꯗꯁꯤꯡ ꯑꯁꯤ ꯃꯍꯧꯁꯥꯅ ꯕ꯭ꯂꯦꯖꯥꯔ, ꯀꯣꯠ ꯑꯃꯁꯨꯡ ꯗ꯭ꯔꯦꯁꯁꯤꯡꯗ ꯎꯕ ꯐꯪꯈꯤ ꯑꯃꯁꯨꯡ ꯃꯈꯣꯏꯒꯤ ꯄꯥꯟꯗꯝꯗꯤ ꯍꯦꯟꯅ ꯄꯥꯛ ꯆꯥꯎꯕ, ꯍꯦꯟꯅ ꯊꯣꯏꯗꯣꯛꯄ ꯁꯤꯜꯍꯧ ꯑꯃ ꯁꯦꯝꯕꯅꯤ꯫ ꯅꯤꯑꯣꯟ ꯃꯆꯨꯁꯤꯡ ꯑꯁꯤꯁꯨ ꯃꯔꯤꯐꯨꯒꯤ ꯃꯇꯝꯒꯤ ꯐꯦꯁꯟꯒꯤ ꯃꯁꯛ ꯑꯃ ꯑꯣꯏꯔꯝꯃꯤ꯫ ꯃꯔꯨꯑꯣꯏꯅ ꯋꯥꯔꯛꯑꯥꯎꯠ ꯑꯃꯁꯨꯡ ꯅꯥꯠꯀꯤ ꯄꯣꯠꯂꯝꯁꯤꯡꯗ ꯂꯤꯑꯣꯇꯥꯔꯗ, ꯂꯦꯒ ꯋꯥꯔꯃꯔ ꯑꯃꯁꯨꯡ ꯍꯦꯗꯕꯦꯟꯗꯁꯤꯡ ꯑꯁꯤ ꯅꯨꯄꯤꯁꯤꯡꯒꯤ ꯃꯔꯛꯇ ꯃꯤꯌꯥꯝꯅ ꯄꯥꯝꯅꯕ ꯑꯣꯏꯈꯤ ꯃꯔꯝꯗꯤ ꯋꯥꯔꯛꯑꯥꯎꯠ ꯚꯤꯗꯤꯑꯣ ꯑꯃꯁꯨꯡ ꯑꯦꯔꯨꯕꯤꯛꯁ ꯀꯤ ꯀ꯭ꯂꯥꯁꯁꯤꯡ ꯑꯁꯤ ꯌꯥꯝꯅ ꯋꯥꯅ ꯊꯣꯛꯈꯤ꯫ ꯃꯉꯥꯜ ꯅꯥꯏꯔꯕ ꯄꯣꯠꯂꯝꯁꯤꯡ ꯑꯁꯤꯅ ꯃꯤꯑꯣꯏꯁꯤꯡꯕꯨ ꯃꯁꯛ ꯊꯣꯛꯄ ꯑꯣꯏꯍꯟꯈꯤ ꯑꯃꯁꯨꯡ ꯃꯈꯣꯏꯒꯤ ꯄꯔꯁꯣꯅꯦꯂꯤꯇꯤ ꯑꯗꯨ ꯐꯣꯡꯗꯣꯛꯈꯤ꯫ ꯏꯪ ꯂꯤꯁꯤꯡ ꯑꯃꯒ ꯆꯃꯥꯄꯟ ꯃꯔꯤꯐꯨꯒꯤ ꯃꯇꯝꯗ ꯗꯦꯅꯤꯝ ꯑꯁꯤ ꯑꯇꯣꯞꯄ ꯃꯤꯌꯥꯝꯅ ꯄꯥꯝꯅꯕ ꯐꯦꯕ꯭ꯔꯤꯛ ꯑꯃꯅꯤ ꯑꯃꯁꯨꯡ ꯑꯦꯁꯤꯗꯅ ꯁꯦꯡꯗꯣꯛꯄ ꯖꯤꯟꯁ ꯑꯁ‌ꯦ ꯅꯨꯄꯥ ꯑꯃꯁꯨꯡ ꯅꯨꯄꯤ ꯑꯅꯤꯃꯛꯀꯤ ꯑꯣꯏꯅ ꯌꯥꯝꯅ ꯃꯊꯧ ꯇꯥꯕ ꯄꯣꯠꯁꯛ ꯑꯃꯅꯤ꯫ ꯔꯤꯄꯕ꯭ꯂꯤꯛ, ꯗꯤꯁꯇ꯭ꯔꯤꯁꯟ ꯑꯃꯁꯨꯡ ꯕ꯭ꯂꯤꯆ ꯇꯧꯔꯕ ꯗꯦꯅꯤꯝꯁ ꯄꯨꯝꯅꯃꯛ ꯑꯁꯤ ꯃꯇꯝ ꯑꯁꯤꯒꯤ ꯃꯅꯨꯡꯗ ꯇ꯭ꯔꯦꯟꯗꯤ ꯑꯣꯏꯔꯝꯕ ꯐꯦꯁꯟ ꯁ꯭ꯇꯦꯠꯃꯦꯟꯇꯁꯤꯡꯅꯤ꯫ ꯗꯦꯅꯤꯁ ꯖꯦꯀꯦꯠ, ꯁ꯭ꯀꯔꯠ ꯑꯃꯁꯨꯡ ꯗ꯭ꯔꯦꯁ ꯐꯥꯎꯕ ꯌꯥꯝꯅ ꯄꯥꯝꯅꯕ ꯄꯣꯠꯂꯝꯁꯤꯡ ꯑꯣꯏꯈꯤ꯫ ꯆꯍꯤ ꯇꯔꯥꯒꯤ ꯈꯨꯖꯤꯡ ꯀꯌꯥꯒꯤ ꯃꯇꯨꯡꯗ ꯄꯪꯀ ꯑꯃꯁꯨꯡ ꯒ꯭ꯔꯟꯖ ꯑꯁꯤ ꯐꯦꯁꯟ ꯑꯣꯏꯔꯛꯈꯤ꯫ ꯄ꯭ꯂꯦꯗ, ꯂꯦꯗꯔ ꯑꯃꯁꯨꯡ ꯑꯃꯨꯕ ꯐꯤꯔꯣꯟꯁꯤꯡꯅ ꯃꯐꯝ ꯑꯗꯨꯗ ꯌꯥꯝꯅ ꯊꯨꯅ ꯌꯥꯎꯔꯛꯈꯤ꯫ ꯄꯤꯌꯔꯁꯤꯡ, ꯇꯦꯇꯨ ꯑꯃꯁꯨꯡ ꯋꯥꯜꯗ ꯍꯤꯌꯔꯁ꯭ꯇꯥꯏꯜꯁꯨ ꯅꯍꯥꯁꯤꯡꯒꯤ ꯃꯔꯛꯇ ꯌꯥꯝꯅ ꯆꯠꯅꯔꯝꯃꯤ꯫ ꯀꯅꯥꯒꯨꯝꯕ ꯑꯃꯅ ꯃ꯭ꯌꯨꯖꯤꯛꯀꯤ ꯏꯟꯐ꯭ꯂꯨꯑꯦꯟꯁ, ꯃꯔꯨꯑꯣꯏꯅ ꯃ꯭ꯌꯨꯖꯤꯛ ꯇꯦꯂꯤꯚꯤꯖꯟ ꯃ꯭ꯌꯨꯖꯤꯛ ꯚꯤꯗꯤꯑꯣꯁꯤꯡ ꯑꯁ‌ꯦ ꯑꯥꯔꯇꯤꯁꯠꯁꯤꯡꯅ ꯃꯈꯣꯏꯒꯤ ꯑꯈꯟꯅꯕ ꯃꯑꯣꯡ ꯃꯇꯧ ꯎꯠꯄꯒꯤ ꯄ꯭ꯂꯦꯠꯐꯣꯔꯝ ꯑꯃ ꯑꯣꯏꯔꯛꯈꯤ ꯑꯃꯁꯨꯡ ꯃꯥꯏꯀꯦꯟ ꯖꯦꯛꯁꯟ, ꯃꯦꯗꯣꯅꯥ ꯑꯃꯁꯨꯡ ꯄ꯭ꯔꯤꯟꯁꯒꯨꯝꯕ ꯄꯣꯞ ꯑꯥꯏꯀꯟꯁꯤꯡꯅ ꯃꯈꯣꯏꯒꯤ ꯃꯁꯥꯒꯤ ꯑꯣꯏꯕ ꯃꯑꯣꯡꯗ ꯐꯦꯁꯟꯒꯤ ꯑꯥꯏꯀꯟ ꯑꯣꯏꯔꯛꯈꯤ꯫ ꯃꯈꯣꯏꯒꯤ ꯂꯝꯖꯤꯡ ꯃꯈꯥꯗ ꯐꯤꯒꯔ‌ꯦꯟꯁ ꯒ꯭ꯂꯣꯕꯁꯤꯡ, ꯂꯦꯁ ꯑꯃꯁꯨꯡ ꯑꯆꯧꯕ ꯈꯣꯡꯎꯞ ꯑꯁ‌ꯦ ꯅꯍꯥꯁꯤꯡꯒꯤ ꯃꯔꯛꯇ ꯃꯤꯌꯥꯝꯅ ꯄꯥꯝꯅꯕ ꯑꯣꯏꯔꯛꯈꯤ꯫ ꯂꯣꯏꯁꯤꯜꯂꯛꯄꯗ, ꯏꯪ ꯂꯤꯁꯤꯡ ꯑꯃꯒ ꯆꯃꯥꯄꯟ ꯃꯔꯤꯐꯨꯒꯤ ꯃꯇꯝ ꯑꯁꯤ ꯊꯧꯅꯥ ꯐꯕ ꯐꯦꯁꯟꯒꯤ ꯇ꯭ꯔꯦꯟꯗꯁꯤꯡꯒꯤ ꯆꯍꯤ ꯇꯔꯥꯒꯤ ꯈꯨꯖꯤꯡ ꯑꯃ ꯑꯣꯏꯈꯤ꯫ ꯃꯤꯌꯥꯝꯅ ꯃꯁꯥꯒꯤ ꯑꯣꯏꯕ ꯋꯥꯐꯝ ꯐꯣꯡꯗꯣꯛꯄꯗ ꯑꯈꯟꯅꯕ ꯑꯣꯏꯅꯕ ꯑꯃꯁꯨꯡ ꯊꯣꯏꯗꯣꯛꯄ ꯑꯣꯏꯅ ꯊꯣꯔꯛꯄ ꯃꯇꯝ ꯑꯃ ꯑꯣꯏꯔꯝꯃꯤ꯫ ꯃꯇꯝ ꯑꯗꯨꯒꯤ ꯐꯦꯁꯟ ꯁꯦꯝꯒꯠꯄꯗ ꯄꯣꯞ ꯀꯜꯆꯔ, ꯃ꯭ꯌꯨꯖꯤꯛ ꯑꯃꯁꯨꯡ ꯇꯦꯂꯤꯚꯤꯖꯟꯒꯤ ꯏꯟꯐ꯭ꯂꯨꯑꯦꯟꯁ ꯑꯁꯤ ꯃꯔꯨ ꯑꯣꯏꯈꯤ ꯑꯃꯁꯨꯡ ꯇ꯭ꯔꯦꯗꯤꯁꯟ ꯑꯗꯨꯒꯤ ꯃꯅꯨꯡꯗ ꯀꯌꯥ ꯑꯃꯗꯤ ꯉꯁꯤ ꯐꯥꯎꯕ ꯃꯤꯌꯥꯝꯅ ꯄꯥꯝꯅꯕ ꯑꯣꯏꯔꯤ꯫